ꯃꯈꯥꯗ ꯄꯤꯔꯤꯕ ꯏꯗꯤꯌꯝ ꯑꯁꯤꯒꯤ ꯑꯔꯊ ꯀꯔꯤꯅꯣ: ꯈꯣꯡ ꯑꯃꯥ ꯁꯣꯛꯄ "ꯕ꯭ꯔꯦꯛ ꯑꯦ ꯂꯦꯒ" ꯍꯥꯏꯕꯁꯤ ꯊꯤꯌꯦꯇꯔ ꯑꯃꯁꯨꯡ ꯄꯔꯐꯣꯃꯤꯡ ꯑꯥ꯭ꯔꯠꯀꯤ ꯃꯥꯂꯦꯝꯗꯥ ꯁꯤꯖꯤꯟꯅꯕ ꯀꯃꯟ ꯑꯣꯏꯕ ꯋꯥꯍꯩ ꯑꯃꯅꯤ꯫ ꯃꯁꯤ ꯆꯠꯅꯕꯤꯒꯤ ꯃꯇꯨꯡ ꯏꯟꯅ ꯑꯦꯛꯇꯔꯁꯤꯡ ꯑꯃꯁꯨꯡ ꯃ꯭ꯌꯨꯖꯤꯁꯤꯌꯟꯁꯤꯡꯗ ꯃꯈꯣꯏꯅ ꯁ꯭ꯇꯦꯖꯇ ꯆꯠꯇꯔꯤꯉꯩꯒꯤ ꯃꯃꯥꯡꯗ ꯃꯈꯣꯏꯗ ꯌꯥꯏꯐ-ꯄꯥꯎꯖꯦꯜ ꯄꯤꯕꯒꯤ ꯃꯑꯣꯡ ꯑꯃ ꯑꯣꯏꯅ ꯍꯥꯏꯅꯩ꯫ ꯀꯅꯥꯒꯨꯝꯕ ꯑꯃꯅ ꯈꯣꯡ ꯑꯃ ꯁꯣꯛꯄꯥ ꯄꯥꯝꯖꯕ ꯑꯁꯤ ꯂꯛꯁ꯭ꯃꯤꯅꯤ ꯍꯥꯏꯅ ꯂꯧꯒꯅꯤ ꯍꯥꯏꯕꯁꯤ ꯑꯆꯝꯕ ꯋꯥꯐꯝ ꯑꯃ ꯑꯣꯏꯔꯛꯄ ꯌꯥꯏ, ꯑꯗꯨꯕꯨ ꯋꯥꯍꯩ ꯑꯁꯤꯒꯤ ꯍꯧꯔꯛꯐꯝꯒꯤ ꯃꯇꯥꯡꯗ ꯑꯣꯏꯊꯣꯛꯄꯥ ꯌꯥꯕꯥ ꯃꯌꯦꯛ ꯁꯦꯡꯅ ꯇꯥꯛꯄ ꯀꯌꯥ ꯂꯩ꯫ ꯈꯔꯅ ꯊꯥꯖꯩ ꯃꯗꯨꯗꯤ ꯃꯁꯤ ꯄꯔꯐ꯭ꯣꯔꯃꯔꯁꯤꯡꯕꯨ ꯕꯣꯜ ꯑꯃ ꯂꯧꯕ ꯃꯇꯝꯗ "ꯈꯣꯡ ꯑꯃꯥ ꯊꯨꯒꯥꯏꯗꯨꯅꯥ" ꯏꯅꯔꯖꯤ ꯂꯩꯕ ꯄꯔꯐꯣꯃꯦꯟꯁ ꯑꯃ ꯄꯤꯅꯕ ꯄꯨꯛꯅꯤꯡ ꯊꯧꯒꯠꯄꯒꯤ ꯃꯑꯣꯡ ꯑꯃꯅꯤ꯫ ꯑꯇꯣꯞꯄꯁꯤꯡꯅ ꯃꯁꯤ ꯀꯅꯥꯒꯨꯝꯕ ꯑꯃꯒꯤ ꯌꯥꯏꯐ-ꯄꯥꯎꯖꯦꯜ ꯄꯤꯕꯅ ꯇꯁꯦꯡꯅꯥ ꯐꯠꯇꯕ ꯂꯛꯁ꯭ꯃꯤ ꯄꯨꯔꯛꯄ ꯉꯝꯒꯅꯤ ꯍꯥꯏꯕꯒꯤ ꯑꯔꯥꯟꯕ ꯊꯥꯖꯕꯗꯒꯤ ꯂꯥꯛꯄꯅꯤ ꯍꯥꯏꯅ ꯊꯥꯖꯩ, ꯃꯔꯝ ꯑꯗꯨꯅ ꯃꯗꯨꯒꯤ ꯃꯍꯨꯠꯇ, ꯃꯗꯨꯒꯤ ꯑꯣꯟꯅ-ꯇꯩꯅꯕꯗ ꯊꯣꯛꯀꯅꯤ ꯍꯥꯏꯕꯒꯤ ꯑꯥꯁꯥꯗ ꯑꯥꯏꯔꯣꯅꯤꯛ ꯑꯣꯏꯕ ꯋꯥꯍꯩ ꯑꯃ ꯁꯤꯖꯤꯟꯅꯩ꯫ ꯃꯑꯣꯡ ꯑꯃꯗ ꯅꯠꯇꯔꯒ ꯑꯃꯗ, ꯀꯅꯥꯒꯨꯝꯕ ꯑꯃꯅ ꯅꯍꯥꯛꯄꯨ "ꯈꯣꯡ ꯑꯃꯥ ꯁꯣꯛꯍꯜꯂꯨ" ꯍꯥꯏꯔꯛꯄꯥ ꯃꯇꯝꯗ, ꯃꯈꯣꯏꯅ ꯅꯍꯥꯛꯄꯨ ꯃꯥꯏ ꯄꯥꯛꯄ ꯄꯔꯐꯣꯃꯦꯟꯁ ꯑꯃꯥ ꯄꯤꯅꯕ ꯌꯥꯏꯐ-ꯄꯥꯎꯖꯦꯜ ꯄꯤꯔꯤ꯫ ꯄꯤꯔꯤꯕ ꯋꯥꯍꯩ ꯑꯅꯤ ꯑꯁꯤꯒꯤ ꯆꯥꯡꯗꯝꯅꯕ ꯑꯃꯥ ꯏꯕꯤꯌꯨ꯫ ꯃꯍꯥꯛ ꯂꯝꯕꯤꯗ ꯆꯠꯂꯝꯃꯤ꯫ ꯃꯍꯥꯛ ꯂꯝꯕꯤꯗ ꯂꯥꯟꯊꯦꯡꯅꯔꯝꯃꯤ꯫ ꯇꯦꯛꯁ ꯑꯃ ꯑꯃꯁꯨꯡ ꯇꯦꯛꯁ ꯑꯅꯤ ꯑꯅꯤꯃꯛꯅ ꯂꯝꯕꯤꯗ ꯆꯠꯂꯤꯕ ꯃꯤꯑꯣꯏ ꯑꯃꯒꯤ ꯑꯦꯛꯁꯟꯁꯤꯡ ꯐꯣꯡꯗꯣꯛꯂꯤ, ꯑꯃꯁꯨꯡ ꯑꯅꯤꯃꯛꯇ ꯌꯥꯝꯅ ꯃꯥꯟꯅꯕ ꯁꯦꯟꯇꯦꯟꯁ ꯁ꯭ꯇꯔꯛꯆꯔꯁꯤꯡ ꯌꯥꯎꯔꯤ꯫ ꯑꯗꯨꯕꯨ ꯃꯈꯣꯏꯒꯤ ꯃꯔꯛꯇ ꯂꯩꯔꯤꯕ ꯃꯔꯨ ꯑꯣꯏꯕ ꯈꯦꯟꯅꯕ ꯑꯁꯤꯗꯤ ꯈꯣꯡꯊꯥꯡ ꯑꯁꯤꯕꯨ ꯐꯣꯡꯗꯣꯛꯅꯕꯒꯤꯗꯃꯛꯇ ꯁꯤꯖꯤꯟꯅꯔꯤꯕ ꯋꯥꯍꯩ ꯑꯗꯨꯗ ꯂꯩ꯫ ꯇꯦꯛꯁ ꯑꯃ ꯗ ꯁꯕꯖꯦꯛ ꯑꯁꯤ "ꯆꯠꯄ" ꯍꯥꯏꯕꯁꯤꯅꯤ ꯃꯁꯤꯅ ꯃꯌꯥꯏ ꯑꯣꯏꯕꯥ ꯅꯠꯇꯔꯒ ꯂꯦꯖꯔ ꯑꯣꯏꯕ ꯈꯣꯡꯖꯦꯜ ꯑꯃ ꯇꯥꯛꯏ, ꯑꯗꯨꯒꯥ ꯇꯦꯛꯁ ꯑꯍꯨꯝ ꯗꯥ ꯍꯤꯔꯝ ꯑꯁꯤꯅꯥ "ꯆꯠꯄ" ꯍꯥꯏꯕꯁꯤꯅꯤ ꯃꯁꯤꯅ ꯌꯥꯝꯅꯥ ꯌꯥꯡꯅ ꯈꯣꯡꯖꯦꯜ ꯑꯃꯁꯨꯡ ꯆꯠꯊꯣꯛ-ꯆꯠꯁꯤꯟ ꯇꯧꯕꯗ ꯈꯨꯗꯛꯀꯤ ꯑꯣꯏꯕ ꯊꯧꯑꯣꯡ ꯑꯃ ꯇꯥꯛꯏ꯫ ꯋꯥꯍꯩ ꯁꯤꯖꯤꯟꯅꯕꯒꯤ ꯈꯦꯟꯅꯕ ꯑꯁꯤꯅ ꯋꯥꯍꯩ ꯑꯅꯤꯁꯤꯗ ꯂꯩꯔꯤꯕ ꯃꯤꯑꯣꯏ ꯑꯗꯨꯒꯤ ꯐꯤꯚꯝ ꯑꯃꯁꯨꯡ ꯏꯃꯣꯁꯟꯁꯤꯡꯗ ꯈꯦꯠꯅꯕ ꯑꯃꯥ ꯂꯩ ꯍꯥꯏꯕ ꯇꯥꯛꯏ꯫ ꯀꯁ꯭ꯇꯃꯔꯗꯒꯤ ꯐꯤꯗꯕꯦꯛ ꯈꯔꯥ ꯑꯦꯗ꯭ꯔꯦꯁ ꯇꯧꯕ ꯏꯃꯦꯜ ꯑꯃꯒꯤꯗꯃꯛ ꯁꯕꯖꯦꯛ ꯂꯥꯏꯟ ꯑꯃꯥ ꯖꯦꯅꯦꯔꯦꯠ ꯇꯧ꯫ ꯅꯣꯏꯅꯄꯨꯠ ꯍꯤꯔꯝ ꯃꯃꯜ ꯌꯥꯝꯂꯕ ꯀꯁ꯭ꯇꯃꯔꯒꯤ ꯐꯤꯗꯕꯦꯛ ꯑꯃꯁꯨꯡ ꯑꯩꯈꯣꯏꯒꯤ ꯄꯥꯎꯈꯨꯝ꯫ ꯃꯈꯥꯗꯥ ꯄꯤꯔꯤꯕ ꯑꯥꯏꯇꯦꯝ ꯇꯔꯥ ꯑꯁꯤ ꯎꯍꯩ ꯅꯠꯇꯔꯒꯥ ꯃꯅꯥ-ꯃꯁꯤꯡ ꯍꯥꯏꯅ ꯀ꯭ꯂꯥꯁꯤꯐꯥꯏ ꯇꯧ꯫ ꯇꯣꯃꯦꯇꯣ, ꯕ꯭ꯔꯣꯀꯣꯂꯤ, ꯕꯅꯥꯅꯥ, ꯀꯦꯔꯣꯁꯤꯟ, ꯑꯦꯄꯜ, ꯂꯦꯇꯨꯁ, ꯍꯩꯅꯧ, ꯃꯅꯥ-ꯃꯁꯤꯡ, ꯋꯥꯇ꯭ꯔꯃꯦꯜ, ꯑꯥꯂꯨ꯫ ꯎꯍꯩ-ꯋꯥꯍꯩꯁꯤꯡ: ꯕ꯭ꯔꯣꯀꯣꯂꯤ, ꯀꯦꯔꯣꯠ, ꯂꯦꯇꯨꯁ, ꯃꯅꯥ-ꯃꯁꯤꯡ, ꯑꯥꯂꯨꯒꯤ ꯃꯅꯥ-ꯃꯁꯤꯡ ꯇꯣꯃꯦꯇꯣ, ꯕꯦꯅꯥꯅꯥ, ꯑꯦꯄꯜ, ꯑꯥꯝ, ꯋꯥꯇꯔꯃꯦꯜ꯫ ꯅꯣꯚꯦꯜ ꯑꯁꯤꯒꯤ ꯃꯔꯨꯑꯣꯏꯕ ꯊꯤꯝꯁꯤꯡ ꯑꯁꯤ ꯋꯥꯍꯩ ꯑꯍꯨꯝ ꯗ ꯁꯟꯗꯣꯛꯅ ꯇꯥꯛꯄꯤꯌꯨ꯫ ꯍ꯭ꯌꯥꯔꯤ ꯄꯣꯇꯥꯔ ꯑꯃꯁꯨꯡ ꯐꯤꯂꯣꯁꯣꯐꯔꯒꯤ ꯁ꯭ꯇꯣꯟ꯫ ꯍ꯭ꯌꯥꯔꯤ ꯄꯣꯇꯔ ꯑꯃꯁꯨꯡ ꯐꯤꯂꯣꯁꯣꯐꯔꯒꯤ ꯁ꯭ꯇꯣꯟ ꯑꯁꯤ ꯃꯔꯨꯞ-ꯃꯄꯥꯡ ꯑꯣꯏꯕꯒꯤ ꯃꯔꯤ, ꯊꯧꯅꯥ ꯑꯃꯁꯨꯡ ꯑꯐꯕ ꯑꯃꯁꯨꯡ ꯐꯠꯇꯕꯒꯤ ꯃꯔꯛꯇ ꯂꯩꯕꯥ ꯀ꯭ꯂꯥꯁꯤꯀꯦꯜ ꯂꯥꯟꯒꯤ ꯊꯤꯝꯁꯤꯡ ꯊꯤꯖꯤꯜꯂꯤꯕ ꯅꯣꯚꯦꯜ ꯑꯃꯅꯤ꯫ ꯋꯥꯔꯤ ꯑꯁꯤꯅ ꯅꯨꯡꯁꯤꯕꯒꯤ ꯁꯛꯇꯤ ꯑꯃꯁꯨꯡ ꯀꯅꯥꯒꯨꯝꯕ ꯑꯃꯒꯤ ꯇꯁꯦꯡꯕ ꯂꯝꯆꯠ-ꯁꯥꯖꯠ ꯁꯦꯝꯒꯠꯄꯗ ꯈꯟꯕꯒꯤ ꯃꯔꯨꯑꯣꯏꯕꯗꯁꯨ ꯌꯥꯝꯅ ꯀꯨꯞꯅ ꯌꯦꯡꯁꯤꯜꯂꯤ꯫ ꯃꯁꯤꯒꯤ ꯃꯊꯛꯇ, ꯃꯁꯤꯅ ꯋꯥꯏꯖꯥꯔꯗ ꯋꯥꯔꯜꯗꯅ ꯇꯣꯉꯥꯟ ꯇꯣꯉꯥꯟꯕ ꯃꯦꯖꯤꯀꯦꯜ ꯀ꯭ꯔꯤꯌꯦꯇꯔꯁꯤꯡ ꯑꯃꯁꯨꯡ ꯇꯣꯉꯥꯟ ꯇꯣꯉꯥꯟꯕ ꯕꯦꯛꯒ꯭ꯔꯥꯎꯟꯒꯤ ꯃꯤꯑꯣꯏꯁꯤꯡꯕꯨ ꯌꯦꯡꯁꯤꯟꯕꯒꯤ ꯃꯑꯣꯡ ꯃꯇꯧ ꯑꯗꯨ ꯎꯠꯄꯒꯤ ꯈꯨꯠꯊꯥꯡꯗ ꯈꯦꯟꯅꯕ ꯊꯝꯕꯒꯤ ꯋꯥꯈꯜꯂꯣꯟ ꯑꯃꯁꯨꯡ ꯃꯁꯤꯅꯥ ꯊꯣꯛꯍꯟꯕ ꯑꯃꯥꯡ-ꯑꯇꯥꯁꯤꯡ ꯑꯗꯨ ꯊꯨꯒꯥꯏꯔꯤ꯫